ꯏꯀꯣꯅꯣꯃꯤꯛꯁꯀꯤ ꯂꯝꯗ ꯁ꯭ꯇꯦꯇꯤꯁ꯭ꯇꯤꯛꯁꯀꯤ ꯑꯦꯄ꯭ꯂꯤꯀꯦꯁꯟ ꯂꯦꯞꯊꯣꯛꯄ꯫ ꯁ꯭ꯇꯦꯇꯤꯁ꯭ꯇꯤꯛꯁꯀꯤ ꯑꯁꯤ ꯏꯀꯣꯅꯣꯃꯤꯛꯁꯀꯤ ꯂꯝꯗ ꯇꯉꯥꯏ ꯐꯗꯕ ꯈꯨꯠꯂꯥꯏ ꯑꯃꯅꯤ, ꯃꯁꯤꯅ ꯗꯦꯇꯥꯒꯤ ꯑꯦꯅꯂꯥꯏꯁꯤꯁ, ꯏꯟꯇꯔꯄ꯭ꯔꯤꯇꯦꯁꯟ ꯑꯃꯁꯨꯡ ꯄ꯭ꯔꯖꯦꯟꯇꯦꯁꯟꯗ ꯃꯔꯨꯑꯣꯏꯕ ꯊꯧꯗꯥꯡ ꯂꯧꯔꯤ꯫ ꯏꯀꯣꯅꯣꯃꯤꯁꯁꯤꯡꯅ ꯍꯥꯏꯄꯣꯇꯦꯁꯤꯁꯁꯤꯡ ꯇꯦꯁ ꯇꯧꯅꯕ, ꯗꯦꯇꯥ ꯑꯦꯅꯥꯂꯥꯏꯖ ꯇꯧꯅꯕ ꯑꯃꯁꯨꯡ ꯔꯤꯑꯦꯜ-ꯋꯥꯔꯜꯗ ꯗꯦꯇꯥ ꯁꯤꯖꯤꯟꯅꯗꯨꯅ ꯋꯥꯔꯦꯞ ꯂꯧꯅꯕ ꯁ꯭ꯇꯦꯇꯤꯁꯇꯤꯀꯦꯜ ꯃꯦꯊꯗꯁꯤꯡ ꯁꯤꯖꯤꯟꯅꯩ꯫ ꯏꯀꯣꯅꯣꯃꯤꯛꯁꯇ ꯁ꯭ꯇꯦꯇꯤꯁꯇꯤꯛꯁꯀꯤ ꯃꯔꯨꯑꯣꯏꯕ ꯑꯦꯄ꯭ꯂꯤꯀꯦꯁꯟ ꯈꯔ ꯃꯈꯥꯗ ꯄꯤꯔꯤ: ꯏꯀꯣꯅꯣꯃꯦꯠꯔꯤꯛ: ꯏꯀꯣꯅꯣꯃꯦꯇ꯭ꯔꯤꯛ ꯍꯥꯏꯕꯁꯤ ꯏꯀꯣꯅꯣꯃꯤꯛ ꯊꯤꯑꯣꯔꯤꯁꯤꯡ ꯑꯃꯁꯨꯡ ꯃꯔꯤꯁꯤꯡꯒꯤ ꯑꯦꯝꯄꯤꯔꯤꯀꯦꯜ ꯁ꯭ꯇꯗꯤꯗ ꯁ꯭ꯇꯦꯇꯤꯁ꯭ꯇꯤꯀꯦꯜꯒꯤ ꯄꯥꯝꯕꯩꯁꯤꯡ ꯁꯤꯖꯤꯟꯅꯕ ꯏꯀꯣꯅꯣꯃꯤꯛꯁꯀꯤ ꯁꯔꯨꯛ ꯑꯃꯅꯤ꯫ ꯏꯀꯣꯅꯣꯃꯦꯇ꯭ꯔꯤꯛꯁꯤꯡꯅ ꯏꯀꯣꯅꯣꯃꯤꯛ ꯗꯦꯇꯥ ꯃꯣꯗꯦꯟ ꯇꯧꯅꯕ ꯑꯃꯁꯨꯡ ꯑꯦꯅꯥꯂꯥꯏꯖ ꯇꯧꯅꯕ ꯔꯤꯒ꯭ꯔꯦꯁꯟ ꯑꯦꯅꯥꯂꯥꯏꯁꯤꯁ, ꯇꯥꯏꯝ ꯁꯤꯔꯤꯖ ꯑꯦꯅꯥꯂꯥꯏꯁꯤꯁ, ꯑꯃꯁꯨꯡ ꯍꯥꯏꯄꯣꯇꯦꯁꯤꯁ ꯇꯦꯁꯇꯤꯡꯒꯨꯝꯕ ꯁ꯭ꯇꯦꯇꯤꯁꯇꯤꯀꯦꯜ ꯇꯦꯛꯅꯤꯛꯁꯤꯡ ꯁꯤꯖꯤꯟꯅꯩ꯫ ꯐꯣꯔꯀꯥꯁꯇꯤꯡ: ꯏꯀꯣꯅꯣꯃꯤꯁꯁꯤꯡꯅ ꯁ꯭ꯇꯦꯇꯤꯁꯇꯤꯀꯦꯜ ꯃꯣꯗꯦꯜꯁꯤꯡ ꯁꯤꯖꯤꯟꯅꯗꯨꯅ ꯇ꯭ꯔꯦꯟꯁꯤꯡ ꯐꯣꯔꯀꯥꯁ꯭ꯠ ꯇꯧꯕ ꯑꯃꯁꯨꯡ ꯏꯀꯣꯅꯣꯃꯤꯒꯤ ꯇꯨꯡꯒꯤ ꯃꯇꯥꯡꯗ ꯄ꯭ꯔꯤꯗꯤꯛꯁꯟ ꯇꯧꯏ꯫ ꯃꯁꯤꯗ ꯄꯨꯋꯥꯔꯤꯒꯤ ꯗꯦꯇ ꯑꯦꯅꯥꯂꯥꯏꯖ ꯇꯧꯕ, ꯃꯑꯣꯡ ꯃꯇꯧ ꯑꯃꯁꯨꯡ ꯃꯔꯤꯁꯤꯡ ꯈꯪꯗꯣꯛꯄ, ꯑꯃꯁꯨꯡ ꯏꯟꯐꯣꯔꯃꯦꯗ ꯄꯦꯗꯤꯛꯁꯟꯁꯤꯡ ꯁꯦꯝꯅꯕ ꯁ꯭ꯇꯦꯇꯤꯁꯇꯤꯀꯦꯜ ꯇꯦꯛꯅꯤꯛꯁꯤꯡ ꯁꯤꯖꯤꯟꯅꯕ ꯌꯥꯎꯔꯤ꯫ ꯁꯦꯝꯄ꯭ꯂꯤꯡ ꯑꯃꯁꯨꯡ ꯗꯦꯇꯥ ꯈꯣꯝꯖꯤꯟꯕ: ꯏꯀꯣꯅꯣꯃꯤꯁꯁꯤꯡꯅ ꯁꯦꯝꯄ꯭ꯂꯤꯡ ꯇꯦꯛꯅꯤꯛꯁꯤꯡ ꯑꯃꯁꯨꯡ ꯁꯔꯚꯦꯁꯤꯡ ꯁꯤꯖꯤꯟꯅꯗꯨꯅ ꯏꯟꯐ꯭ꯂꯦꯁꯟ, ꯊꯕꯛ ꯐꯪꯗꯕ, ꯑꯃꯁꯨꯡ ꯀꯟꯖꯨꯃꯔꯁꯤꯡꯒꯤ ꯆꯥꯗꯤꯡꯒꯨꯝꯕ ꯏꯀꯣꯅꯣꯃꯤꯛ ꯏꯟꯗꯤꯀꯦꯇꯔ ꯀꯌꯥꯒꯤ ꯗꯦꯇꯥ ꯈꯣꯝꯖꯤꯜꯂꯤ꯫ ꯁ꯭ꯇꯦꯇꯤꯁꯇꯤꯀꯦꯜ ꯃꯦꯊꯗꯁꯤꯡꯅ ꯈꯣꯝꯖꯤꯜꯂꯛꯄ ꯗꯦꯇꯥ ꯑꯁꯤ ꯃꯤꯁꯤꯡꯒꯤ ꯔꯤꯄꯔꯖꯦꯟꯇꯦꯇꯤꯕ ꯑꯣꯏꯕ ꯑꯃꯁꯨꯡ ꯑꯆꯨꯝꯕ ꯑꯣꯏꯍꯟꯕꯗ ꯃꯇꯦꯡ ꯄꯥꯡꯏ꯫ ꯋꯥꯔꯦꯞ ꯂꯧꯕ: ꯃꯤꯑꯣꯏ ꯑꯃꯃꯝ ꯑꯃꯁꯨꯡ ꯑꯣꯔꯒꯅꯥꯏꯖꯦꯁꯟ ꯑꯅꯤꯃꯛꯀꯤ ꯑꯣꯏꯅ ꯁꯦꯜ-ꯊꯨꯃꯒꯤ ꯋꯥꯔꯦꯞ ꯂꯧꯕꯗ ꯁ꯭ꯇꯦꯇꯤꯁꯇꯤꯀꯦꯜꯅ ꯃꯔꯨꯑꯣꯏꯕ ꯊꯧꯗꯥꯡ ꯂꯧꯔꯤ꯫ ꯏꯀꯣꯅꯣꯃꯤꯁꯁꯤꯡꯅ ꯗꯦꯇꯥ ꯑꯦꯅꯥꯂꯥꯏꯖ ꯇꯧꯅꯕ ꯑꯃꯁꯨꯡ ꯔꯤꯖꯜꯇꯁꯤꯡꯗ ꯌꯨꯝꯐꯝ ꯑꯣꯏꯔꯒ ꯋꯥꯈꯜ ꯇꯥꯕ ꯋꯥꯔꯦꯞ ꯂꯧꯅꯕ ꯁ꯭ꯇꯦꯇꯤꯁꯇꯤꯀꯦꯟ ꯃꯦꯊꯗꯁꯤꯡ ꯁꯤꯖꯤꯟꯅꯩ꯫ ꯄꯣꯂꯤꯁꯤ ꯑꯦꯅꯥꯂꯥꯏꯁꯤꯁ: ꯁ꯭ꯇꯦꯇꯤꯁꯇꯤꯛꯁ ꯑꯁꯤ ꯁꯔꯀꯥꯔꯒꯤ ꯑꯦꯖꯦꯟꯁꯤꯁꯤꯡ ꯑꯃꯁꯨꯡ ꯄꯣꯂꯤꯁꯤ ꯃꯦꯛꯔꯁꯤꯡꯅ ꯄꯣꯂꯤꯁꯤꯁꯤꯡ ꯑꯃꯁꯨꯡ ꯄ꯭ꯔꯣꯒ꯭ꯔꯥꯝꯁꯤꯡꯒꯤ ꯏꯝꯄꯦꯛ ꯑꯗꯨ ꯑꯦꯅꯥꯂꯥꯏꯖ ꯇꯧꯕꯗꯁꯨ ꯁꯤꯖꯤꯟꯅꯩ꯫ ꯊꯧꯔꯥꯡꯁꯤꯡꯒꯤ ꯏꯐꯦꯛꯇꯤꯕꯅꯦꯁ ꯂꯦꯞꯊꯣꯛꯅꯕ ꯑꯃꯁꯨꯡ ꯇꯨꯡꯒꯤ ꯄꯣꯂꯤꯁꯤꯒꯤ ꯋꯥꯔꯦꯄꯁꯤꯡꯗ ꯂꯝꯖꯤꯡꯅꯕ ꯗꯦꯇꯥ ꯈꯣꯝꯖꯤꯟꯗꯨꯅ ꯑꯦꯅꯥꯂꯥꯏꯖ ꯇꯧꯏ꯫ ꯑꯄꯨꯟꯕ ꯑꯣꯏꯅ ꯁ꯭ꯇꯦꯇꯤꯁꯇꯤꯛꯁ ꯑꯁꯤ ꯏꯀꯣꯅꯣꯃꯤꯁꯁꯤꯡꯒꯤꯗꯃꯛꯇ ꯃꯔꯨꯑꯣꯏꯕ ꯈꯨꯠꯂꯥꯏ ꯑꯃꯅꯤ, ꯃꯁꯤꯅ ꯃꯈꯣꯏꯗ ꯗꯦꯇꯥ ꯑꯦꯅꯥꯂꯥꯏꯖ ꯇꯧꯕ, ꯄ꯭ꯔꯤꯗꯤꯛꯁꯟ ꯁꯦꯝꯕ ꯑꯃꯁꯨꯡ ꯏꯀꯣꯅꯣꯃꯤꯒꯤ ꯃꯇꯥꯡꯗ ꯋꯥꯔꯦꯞ ꯂꯧꯕ ꯉꯝꯍꯜꯂꯤ꯫ ꯃꯁꯤꯅ ꯏꯀꯣꯅꯣꯃꯤꯁꯁꯤꯡꯗ ꯏꯟꯐꯣꯔꯃꯦꯟꯗ ꯑꯣꯏꯕ ꯋꯥꯔꯦꯞ ꯂꯧꯕꯗ ꯃꯇꯦꯡ ꯄꯥꯡꯏ ꯑꯃꯁꯨꯡ ꯏꯀꯣꯅꯣꯃꯤꯛ ꯒ꯭ꯔꯣꯊ ꯑꯃꯁꯨꯡ ꯄ꯭ꯔꯣꯁꯄꯦꯔꯤꯇꯤꯒꯤ ꯂꯝꯕꯤꯗ ꯄꯣꯂꯤꯁꯤꯕꯨ ꯂꯝꯖꯤꯡꯕꯗ ꯃꯇꯦꯡ ꯄꯥꯡꯏ꯫